ꯁ꯭ꯅꯦꯛꯁꯤꯡ (ꯆꯤꯞꯁ, ꯗꯤꯞꯁ, ꯑꯁꯤꯅꯆꯤꯡꯕ) ꯊꯛꯅꯕ ꯏꯁꯤꯡ (ꯑꯜꯀꯣꯍꯣꯂꯤꯛ ꯅꯠꯇꯕ ꯊꯛꯅꯕ ꯏꯁꯤꯡ, ꯌꯨ, ꯑꯥꯏꯁ, ꯀꯞꯁꯤꯡ) ꯇꯦꯕꯜ ꯑꯃꯁꯨꯡ ꯆꯦꯌꯔ ꯇꯦꯕꯜ ꯀ꯭ꯂꯣꯊ ꯑꯃꯁꯨꯡ ꯅꯦꯞꯀꯤꯟ ꯄ꯭ꯂꯦꯠ, ꯌꯨꯇꯦꯟꯁꯤꯜ, ꯑꯃꯁꯨꯡ ꯄꯤꯖꯕꯒꯤ ꯆꯥꯛꯁꯪ ꯀꯨꯂꯔ ꯅꯠꯇ꯭ꯔꯒ ꯔꯦꯐ꯭ꯔꯤꯖꯔꯦꯇꯔ ꯁ꯭ꯄꯤꯀꯔ ꯑꯃꯁꯨꯡ ꯃ꯭ꯌꯨꯖꯤꯛ ꯄ꯭ꯂꯦꯂꯤꯁ ꯃꯄꯥꯟꯗ ꯃꯩ ꯊꯥꯅꯕ ꯇ꯭ꯔꯥꯁ ꯕꯦꯒꯁꯤꯡ, ꯔꯤꯁꯥꯏꯀꯜ ꯇꯧꯕ ꯕꯤꯟꯁꯤꯡ, ꯑꯃꯁꯨꯡ ꯁꯦꯡꯗꯣꯛꯅꯕꯒꯤ ꯁꯄ꯭ꯂꯥꯏꯁꯤꯡ ꯏꯟꯁꯦꯛ ꯔꯤꯄꯦꯂꯦꯟꯠ ꯑꯃꯁꯨꯡ ꯁꯥꯏꯇ꯭ꯔꯣꯅꯦꯂꯥ ꯀꯦꯟꯗꯜꯁꯤꯡ ꯗꯦꯀꯣꯔꯦꯁꯟꯁꯤꯡ (ꯕꯦꯅꯔꯁ, ꯕꯦꯂꯨꯟꯁꯤꯡ, ꯑꯁꯤꯅꯆꯤꯡꯕ) ꯁꯦꯡꯗꯣꯛꯅꯕꯒꯤꯗꯃꯛ ꯀꯦꯅꯣꯄꯤ ꯅꯠꯇ꯭ꯔꯒ ꯇꯦꯟꯠ ꯐꯥꯔꯁ ꯑꯦꯏꯗ ꯀꯤꯠ ꯀꯦꯇꯦꯔꯤꯡ ꯁꯔꯚꯤꯁ (ꯑꯣꯞꯁꯅꯦꯜ) ꯁꯔꯚꯔ ꯅꯠꯇ꯭ꯔꯒ ꯑꯍꯦꯟꯕ ꯃꯇꯦꯡꯒꯤꯗꯃꯛꯇ꯫ ꯆꯥꯟꯕ (ꯑꯣꯞꯁꯅꯦꯜ) ꯑꯦꯟꯇꯔꯇꯦꯟꯃꯦꯟꯠ (ꯒꯦꯝꯁ, ꯑꯦꯛꯇꯤꯚꯤꯇꯤꯁꯤꯡ, ꯐꯣꯇꯣ ꯕꯨꯊ, ꯑꯁꯤꯅꯆꯤꯡꯕ) ꯂꯑꯣꯞꯁꯅꯦꯜ꯫ ꯋꯥꯍꯩ ꯑꯗꯨꯗ ꯌꯥꯎꯔꯤꯕ ꯃꯊꯧ ꯇꯥꯕ ꯋꯥꯍꯩꯁꯤꯡ ꯑꯗꯨ ꯀꯦꯄꯤꯇꯦꯂꯥꯏꯖ ꯇꯧ꯫ ꯄꯣꯠꯊꯣꯛ ꯑꯃꯒꯤ ꯑꯔꯤꯕ ꯃꯃꯜ ꯑꯃꯁꯨꯡ ꯗꯤꯁꯀꯥꯎꯟꯠꯀꯤ ꯆꯥꯗ ꯄꯤꯔꯕ ꯗꯤꯁꯀꯥꯎꯟꯠ ꯃꯃꯜ ꯑꯗꯨ ꯂꯦꯄꯊꯣꯛꯅꯕ ꯐꯪꯁꯟ ꯑꯃ ꯏꯌꯨ꯫ ꯁꯣꯏꯗꯅ, ꯃꯐꯝ ꯑꯁꯤꯗ ꯅꯍꯥꯛꯅ ꯍꯥꯏꯖꯔꯛꯄ ꯐꯪꯁꯟ ꯑꯗꯨ ꯂꯩ, ꯄꯥꯏꯊꯣꯟꯗ ꯏꯕ, ꯄꯣꯠꯊꯣꯛ ꯑꯃꯒꯤ ꯑꯔꯤꯕ ꯃꯃꯜ ꯑꯃꯁꯨꯡ ꯗꯤꯁꯀꯥꯎꯟꯠ ꯆꯥꯗ ꯄꯤꯔꯕ ꯗꯤꯁꯀꯥꯎꯟꯠ ꯇꯧꯔꯕ ꯃꯃꯜ ꯑꯗꯨ ꯍꯜꯂꯛꯏ꯫ ꯅꯍꯥꯛꯅ ꯄꯣꯠꯊꯣꯛ ꯑꯗꯨꯒꯤ ꯑꯔꯤꯕ ꯃꯃꯜ ꯑꯃꯁꯨꯡ ꯗꯤꯁꯀꯥꯎꯟꯠ ꯆꯥꯗ ꯏꯟꯄꯨꯠ ꯇꯧꯗꯨꯅ ꯐꯪ ꯑꯁꯤ ꯁꯤꯖꯤꯟꯅꯕ ꯌꯥꯒꯅꯤ꯫ ꯐꯪꯁꯟ ꯑꯁꯤꯅ ꯗꯤꯁꯀꯥꯎꯟꯠꯀꯤ ꯁꯦꯟꯐꯝ ꯑꯗꯨ ꯂꯦꯞꯊꯣꯛꯂꯕ ꯃꯇꯨꯡꯗ ꯑꯃꯁꯨꯡ ꯄꯣꯠꯊꯣꯛ ꯑꯗꯨꯒꯤ ꯑꯍꯥꯟꯕ ꯃꯃꯜꯗꯒꯤ ꯂꯧꯊꯣꯛꯂꯕ ꯃꯇꯨꯡꯗ ꯗꯤꯁꯀꯥꯎꯟꯠ ꯇꯧꯔꯕ ꯃꯃꯜ ꯑꯗꯨ ꯍꯜꯂꯛꯀꯅꯤ꯫ ꯃꯈꯥꯗ ꯄꯤꯔꯤꯕ ꯏꯟꯇꯔꯅꯦꯠ ꯀꯦꯕꯜ ꯑꯁꯤ ꯃꯑꯣꯡ ꯆꯨꯝꯅ ꯗꯤꯁꯀꯅꯦꯛ ꯇꯧ꯫ ꯏꯟꯇꯔꯅꯦꯠ ꯀꯦꯕꯜ ꯑꯃ ꯃꯑꯣꯡ ꯆꯨꯝꯅ ꯗꯤꯁꯀꯅꯦꯛ ꯇꯧꯅꯕꯒꯤꯗꯃꯛ, ꯅꯍꯥꯛꯅ ꯁ꯭ꯇꯦꯞꯁꯤꯡ ꯑꯁꯤ ꯏꯟꯕ ꯌꯥꯏ: ꯗꯤꯚꯥꯏꯁ ꯑꯗꯨ ꯈꯪꯗꯣꯛꯎ: ꯏꯟꯇꯔꯅꯦꯠ ꯀꯦꯕꯜ ꯑꯗꯨ ꯄ꯭ꯂꯒ ꯏꯟ ꯇꯧꯔꯤꯕ ꯗꯤꯚꯥꯏꯁ ꯅꯠꯇ꯭ꯔꯒ ꯀꯝꯄ꯭ꯌꯨꯇꯔ ꯑꯗꯨ ꯈꯪꯗꯣꯛꯎ꯫ ꯀꯦꯕꯜ ꯑꯗꯨ ꯗꯤꯁꯀꯅꯦꯛ ꯇꯧꯕ꯫ ꯀ꯭ꯂꯤꯞ ꯑꯗꯨ ꯊꯝꯃꯨ: ꯏꯊꯥꯔꯅꯦꯠ ꯀꯦꯕꯜ ꯑꯗꯨꯗ ꯑꯄꯤꯛꯄ ꯀ꯭ꯂꯤꯞ ꯑꯃ ꯂꯩꯒꯅꯤ, ꯃꯗꯨ ꯅꯍꯥꯛꯅ ꯄꯣꯔꯠꯇꯒꯤ ꯀꯦꯕꯜ ꯑꯗꯨ ꯊꯥꯗꯣꯛꯅꯕ ꯊꯤꯡꯖꯤꯟꯕ ꯃꯊꯧ ꯇꯥꯏ꯫ ꯀꯦꯕꯜ ꯑꯗꯨ ꯇꯞꯅ ꯂꯧꯊꯣꯛꯎ: ꯅꯍꯥꯛꯅ ꯀ꯭ꯂꯤꯞ ꯑꯗꯨ ꯊꯤꯡꯖꯤꯜꯂꯕ ꯃꯇꯨꯡꯗ, ꯅꯍꯥꯛꯅ ꯀꯦꯕꯜ ꯑꯗꯨ ꯄꯣꯔꯠ ꯑꯗꯨꯗꯒꯤ ꯇꯞꯅ ꯂꯧꯊꯣꯛꯄ ꯉꯝꯒꯗꯕꯅꯤ꯫ ꯑꯃꯥꯡ-ꯑꯇꯥ ꯑꯃꯠꯇ ꯊꯣꯛꯍꯟꯗꯅꯕ ꯀꯅꯦꯛꯇꯔ ꯑꯗꯨ ꯁꯣꯏꯗꯅ ꯊꯤꯡꯖꯤꯜꯂꯨ ꯑꯃꯁꯨꯡ ꯀꯦꯕꯜ ꯃꯁꯥꯃꯛ ꯑꯗꯨ ꯊꯤꯡꯖꯤꯜꯂꯨ꯫ ꯃꯁꯤ ꯁꯥꯐꯅ ꯊꯝꯃꯨ: ꯀꯦꯕꯜ ꯑꯗꯨ ꯗꯤꯁꯀꯅꯦꯛꯇ ꯇꯧꯔꯕ ꯃꯇꯨꯡꯗ, ꯅꯍꯥꯛꯅ ꯃꯗꯨ ꯀꯣꯏꯜ ꯇꯧꯗꯨꯅ ꯊꯝꯕ ꯌꯥꯏ ꯑꯃꯁꯨꯡ ꯃꯗꯨ ꯁꯣꯛꯍꯟꯗꯕ ꯃꯐꯝ ꯑꯃꯗ ꯊꯝꯕ ꯌꯥꯏ꯫ ꯁ꯭ꯇꯦꯞꯁꯤꯡ ꯑꯁꯤ ꯗꯤꯚꯥꯏꯁ ꯑꯃꯒ ꯁꯝꯅꯕ ꯏꯊꯥꯔꯅꯦꯠ ꯀꯦꯕꯜ ꯑꯃꯒ ꯃꯔꯤ ꯂꯩꯅꯩ ꯍꯥꯏꯕꯁꯤ ꯈꯪꯖꯤꯟꯕꯤꯌꯨ꯫ ꯀꯔꯤꯒꯨꯝꯕ ꯏꯟꯁꯇ꯭ꯔꯛꯁꯟ ꯑꯗꯨꯅ ꯇꯦꯂꯤꯀꯃ꯭ꯌꯨꯅꯤꯀꯦꯁꯟꯒꯤ ꯊꯥꯛ ꯑꯃꯗ ꯅꯠꯇ꯭ꯔꯒ ꯑꯇꯩ ꯑꯔꯊ ꯑꯃꯗ ꯏꯟꯇꯔꯅꯦꯠ ꯀꯦꯕꯜ ꯑꯗꯨ ꯗꯤꯁꯀꯅꯦꯛ ꯇꯧꯕꯒꯤ ꯃꯇꯥꯡꯗ ꯈꯪꯂꯕꯗꯤ ꯆꯥꯟꯕꯤꯗꯨꯅ ꯃꯈꯥ ꯇꯥꯕ ꯀꯟꯇꯦꯛꯁ ꯑꯃ ꯄꯤꯕꯤꯌꯨ꯫